ꯁꯥꯏꯀꯣꯂꯣꯖꯤꯒꯤ ꯃꯔꯨꯑꯣꯏꯕ ꯃꯤꯠꯌꯦꯡ ꯃꯉꯥꯗꯤ: ꯁꯥꯏꯀꯣꯑꯦꯅꯥꯂꯥꯏꯇꯤꯛ ꯃꯤꯠꯌꯦꯡ ꯑꯁꯤ ꯁꯤꯒꯃꯟꯗ ꯐ꯭ꯔꯣꯗꯀꯤ ꯊꯕꯛꯇꯒꯤ ꯍꯧꯔꯛꯈꯤꯕꯅꯤ, ꯃꯤꯠꯌꯦꯡ ꯑꯁꯤꯅ ꯋꯥꯈꯜ ꯈꯟꯊꯕ ꯉꯝꯗꯕ ꯃꯣꯇꯤꯕꯁꯤꯡ ꯑꯃꯁꯨꯡ ꯂꯥꯟꯐꯝꯁꯤꯡ, ꯑꯉꯥꯡ ꯑꯣꯏꯔꯤꯉꯩꯒꯤ ꯃꯇꯝꯒꯤ ꯑꯦꯛꯁꯄꯔꯤꯌꯦꯟꯁꯁꯤꯡ, ꯑꯃꯁꯨꯡ ꯂꯝꯆꯠ-ꯁꯥꯖꯠ ꯁꯦꯝꯒꯠꯄꯗ ꯋꯥꯈꯜ ꯋꯥꯕ ꯋꯥꯈꯜꯒꯤ ꯊꯧꯗꯥꯡꯗ ꯑꯀꯟꯕ ꯋꯥꯐꯝ ꯊꯝꯂꯤ꯫ ꯕꯤꯍꯦꯕꯤꯌꯔꯜ ꯄꯔꯁ꯭ꯄꯦꯛꯇꯤꯚ ꯑꯣꯕꯖꯥꯔꯕꯦꯕꯜ ꯕꯤꯍꯦꯕꯤꯌꯔꯁꯤꯡ ꯑꯃꯁꯨꯡ ꯑꯀꯣꯏꯔꯣꯟꯒꯤ ꯁ꯭ꯇꯤꯃ꯭ꯌꯨꯜꯁꯤꯡꯒꯥ ꯃꯈꯣꯏꯒꯤ ꯃꯔꯤꯗ ꯃꯤꯠꯌꯦꯡ ꯊꯝꯂꯤ꯫ ꯃꯁꯤꯅ ꯀ꯭ꯂꯥꯁꯤꯀꯦꯜ ꯑꯃꯁꯨꯡ ꯑꯣꯄꯔꯦꯟꯇ ꯀꯟꯗꯤꯁꯟꯒꯤ ꯄ꯭ꯔꯤꯟꯁꯤꯄꯜꯁꯤꯡꯒꯤ ꯈꯨꯠꯊꯥꯡꯗ ꯂꯝꯆꯠ-ꯁꯥꯖꯠ ꯑꯁꯤ ꯀꯔꯝꯅ ꯁꯦꯝꯒꯠꯄꯒꯦ ꯍꯥꯏꯕꯗꯨ ꯈꯪꯕꯗ ꯑꯀꯟꯕ ꯋꯥꯐꯝ ꯊꯝꯂꯤ꯫ ꯍ꯭ꯌꯨꯃꯦꯅꯤꯁ꯭ꯇꯤꯛ ꯄꯔꯁ꯭ꯄꯦꯛꯇꯤꯕ ꯐ꯭ꯔꯤ ꯋꯤꯜ ꯑꯃꯁꯨꯡ ꯄꯔꯁꯣꯅꯦꯜ ꯒ꯭ꯔꯣꯊꯀꯤ ꯃꯔꯨꯑꯣꯏꯕ, ꯑꯃꯁꯨꯡ ꯃꯤꯑꯣꯏꯕꯅ ꯃꯈꯣꯏꯒꯤ ꯃꯄꯨꯡ ꯐꯥꯕ ꯄꯣꯇꯦꯟꯁꯤꯌꯦꯜ ꯑꯗꯨ ꯐꯪꯅꯕꯒꯤ ꯃꯍꯧꯁꯥꯒꯤ ꯑꯣꯏꯕ ꯄꯣꯇꯦꯟꯁꯤꯌꯦꯜꯗ ꯑꯀꯟꯕ ꯋꯥꯐꯝ ꯊꯝꯂꯤ꯫ ꯃꯁꯤꯅ ꯃꯤꯑꯣꯏ ꯑꯗꯨꯒꯤ ꯁꯕ꯭ꯖꯦꯛꯇꯤꯕ ꯑꯦꯛꯁꯄꯤꯔꯤꯑꯦꯟꯁꯁꯤꯡ ꯈꯪꯗꯣꯛꯄ ꯑꯃꯁꯨꯡ ꯄꯔꯁꯣꯅꯦꯜ ꯒ꯭ꯔꯣꯊꯀꯤꯗꯃꯛ ꯏꯝꯄꯥꯇꯦꯇꯤꯕ ꯑꯃꯁꯨꯡ ꯅꯟ-ꯖꯖꯃꯦꯟꯇꯦꯜ ꯑꯦꯟꯚꯥꯏꯔꯅꯃꯦꯟꯇ ꯑꯃ ꯄꯤꯕꯗ ꯃꯤꯠꯌꯦꯡ ꯊꯝꯂꯤ꯫ ꯀꯣꯒꯅꯤꯇꯤꯕ ꯄꯔꯁ꯭ꯄꯦꯛꯇꯤꯕ ꯋꯥꯈꯜ ꯈꯟꯕ, ꯇꯝꯕ, ꯅꯤꯡꯁꯤꯡꯕ, ꯑꯃꯁꯨꯡ ꯄ꯭ꯔꯣꯕ꯭ꯂꯦꯝ ꯁꯣꯜꯕ ꯇꯧꯕꯒꯨꯝꯕ ꯃꯦꯟꯇꯦꯜ ꯄ꯭ꯔꯣꯁꯦꯁꯁꯤꯡꯗ ꯃꯤꯠꯌꯦꯡ ꯊꯝꯂꯤ꯫ ꯃꯁꯤꯅ ꯃꯤꯑꯣꯏ ꯑꯃꯅ ꯃꯈꯣꯏꯒꯤ ꯑꯀꯣꯏꯕꯗꯒꯤ ꯏꯟꯐꯣꯔꯃꯦꯁꯟ ꯑꯗꯨ ꯏꯟꯇꯔꯄ꯭ꯔꯥꯏꯖ ꯇꯧꯗꯨꯅ ꯑꯃꯁꯨꯡ ꯄ꯭ꯔꯣꯁꯦꯁ ꯇꯧꯗꯨꯅ ꯃꯇꯧ ꯀꯔꯝꯅ ꯃꯥꯂꯦꯝ ꯑꯁꯤꯒꯤ ꯃꯇꯥꯡꯗ ꯃꯈꯣꯏ ꯃꯁꯥꯒꯤ ꯑꯣꯏꯕ ꯂꯧꯁꯤꯡ ꯁꯦꯝꯒꯠꯄꯒꯦ ꯍꯥꯏꯕꯗꯨꯗ ꯑꯀꯟꯕ ꯋꯥꯐꯝ ꯊꯝꯂꯤ꯫ ꯕꯥꯏꯑꯣꯂꯣꯖꯤꯀꯦꯜ ꯄꯔꯁ꯭ꯄꯦꯛꯇꯤꯚ ꯂꯝꯆꯠ-ꯁꯥꯖꯠꯇ ꯁꯥꯐꯨ ꯄꯤꯔꯤꯕ ꯐꯤꯖꯤꯑꯣꯂꯣꯖꯤꯀꯦꯜ ꯑꯃꯁꯨꯡ ꯖꯦꯅꯦꯇꯤꯛ ꯐꯦꯛꯇꯔꯁꯤꯡ ꯌꯦꯡꯏ꯫ ꯃꯁꯤꯅ ꯕ꯭ꯔꯦꯟ ꯑꯃꯁꯨꯡ ꯅꯔꯚꯁ ꯁꯤꯁꯇꯦꯝꯒ ꯂꯣꯏꯅꯅ ꯍꯣꯔꯃꯣꯟ ꯑꯃꯁꯨꯡ ꯖꯤꯟꯁꯤꯡꯅ ꯀꯔꯝꯅ ꯁꯣꯛꯍꯟꯕꯒꯦ ꯑꯃꯁꯨꯡ ꯂꯝꯆꯠ-ꯁꯥꯖꯠꯅ ꯁꯣꯛꯍꯟꯕꯒꯦ ꯍꯥꯏꯕꯗꯨ ꯈꯪꯕꯗ ꯃꯤꯠꯌꯦꯡ ꯊꯝꯂꯤ꯫ ꯃꯈꯥꯒꯤ ꯋꯥꯔꯣꯜ ꯑꯁꯤꯗ ꯑꯏꯕ ꯑꯁꯤꯅ ꯃꯦꯇꯥꯐꯣꯔ ꯁꯤꯖꯤꯟꯅꯕꯒꯤ ꯃꯔꯨꯑꯣꯏꯕ ꯑꯗꯨ ꯐꯣꯡꯗꯣꯛꯄꯤꯌꯨ꯫ "ꯑꯇꯤꯌꯥ ꯑꯁꯤ ꯑꯉꯧꯕ ꯃꯆꯨꯒꯤ ꯀꯝꯕꯜ ꯑꯃ ꯑꯣꯏꯔꯝꯃꯤ, ꯅꯣꯡꯃꯩ ꯀꯥꯞꯄ, ꯑꯀꯟꯕ ꯅꯣꯡꯖꯨꯒꯤ ꯀꯣꯠ ꯑꯃ ꯁꯣꯟꯗꯨꯅ ꯂꯩꯔꯝꯃꯤ꯫"ꯋꯥꯍꯩ ꯑꯁꯤꯗ ꯑꯏꯕ ꯑꯁꯤꯅ ꯃꯦꯇꯥꯐꯣꯔ ꯁꯤꯖꯤꯟꯅꯕꯅ ꯅꯣꯡꯖꯨ-ꯅꯨꯡꯁꯥꯒꯤ ꯃꯇꯥꯡꯗ ꯃꯌꯦꯛ ꯁꯦꯡꯅ ꯇꯥꯛꯄ ꯑꯃꯁꯨꯡ ꯃꯌꯦꯛ ꯁꯦꯡꯕ ꯃꯁꯛ ꯑꯃ ꯁꯦꯝꯕꯗ ꯃꯔꯨ ꯑꯣꯏ꯫ ꯑꯇꯤꯌꯥꯕꯨ "ꯒ꯭ꯔꯦꯒꯤ ꯀꯝꯕꯜ" ꯑꯃꯒ ꯆꯥꯡꯗꯝꯅꯗꯨꯅ ꯑꯏꯕ ꯑꯁꯤꯅ ꯄꯥꯔꯤꯕ ꯃꯤꯒꯤ ꯋꯥꯈꯜꯗ ꯑꯇꯤꯌꯥꯕꯨ ꯀꯨꯞꯁꯤꯜꯂꯤꯕ ꯑꯉꯧꯕ ꯅꯨꯡꯁꯤꯠꯀꯤ ꯑꯁꯣꯛꯄ ꯃꯐꯝ ꯑꯃꯒꯤ ꯃꯁꯛ ꯑꯃ ꯁꯦꯝꯗꯨꯅ, ꯊꯋꯥꯏ ꯌꯥꯎꯕ ꯑꯃꯁꯨꯡ ꯅꯨꯡꯉꯥꯏꯇꯕ ꯋꯥꯈꯜ ꯄꯣꯛꯍꯜꯂꯤ꯫ ꯅꯣꯡꯖꯨ-ꯅꯨꯡꯁꯥ ꯑꯁꯤ "ꯀꯣꯜꯗ, ꯍꯦꯚꯤ ꯀꯣꯠ" ꯍꯥꯏꯕꯁꯤꯒꯤ ꯃꯦꯇꯥꯐꯣꯔ ꯑꯁꯤꯅ ꯅꯣꯡꯖꯨ-ꯅꯨꯡꯁꯥꯒꯤ ꯑꯔꯨꯝꯕ ꯑꯃꯁꯨꯡ ꯃꯤꯑꯣꯠ-ꯃꯤꯅꯩꯗ ꯑꯀꯟꯕ ꯋꯥꯐꯝ ꯑꯃ ꯍꯥꯞꯆꯤꯜꯂꯤ꯫ ꯃꯁꯤꯒꯤ ꯆꯥꯡꯗꯝꯅꯕ ꯑꯁꯤꯅ ꯀꯣꯠ ꯑꯁꯤ ꯅꯨꯡꯉꯥꯏꯇꯕ ꯑꯃꯁꯨꯡ ꯄꯣꯠꯂꯨꯝ ꯑꯣꯏ ꯍꯥꯏꯕꯁꯨ ꯇꯥꯛꯏ, ꯃꯁꯤꯅ ꯇꯥꯛꯂꯤ ꯃꯗꯨꯗꯤ ꯅꯣꯡꯖꯨ-ꯅꯨꯡꯁꯥꯅ ꯃꯈꯥꯗ ꯂꯩꯕ ꯃꯤꯑꯣꯏꯁꯤꯡꯗ ꯑꯀꯥꯏꯕ ꯑꯃ ꯑꯣꯏꯅ ꯊꯕꯛ ꯇꯧꯏ꯫ ꯍꯥꯏꯔꯤꯕ ꯋꯥꯍꯩꯁꯤꯡ ꯑꯁꯤ ꯁꯤꯖꯤꯟꯅꯕꯅ ꯋꯥꯍꯩ ꯑꯗꯨꯗ ꯀ꯭ꯔꯤꯌꯦꯇꯤꯕ ꯑꯃꯁꯨꯡ ꯁꯩꯔꯦꯡꯒꯤ ꯃꯒꯨꯟ ꯑꯃ ꯍꯥꯞꯆꯤꯜꯂꯤ, ꯃꯁꯤꯅ ꯄꯥꯔꯤꯕ ꯃꯤꯑꯣꯏ ꯑꯗꯨꯗ ꯍꯦꯟꯅ ꯅꯨꯡꯉꯥꯏꯕ ꯑꯃꯁꯨꯡ ꯅꯤꯡꯁꯤꯡꯅꯤꯡꯉꯥꯏ ꯑꯣꯏꯕ ꯑꯣꯏꯍꯜꯂꯤ꯫